ꯀꯔꯤꯒꯤꯗꯃꯛꯇ ꯑꯦꯛꯁꯔꯁꯥꯏꯖ ꯑꯁꯤ ꯍꯛꯁꯦꯜꯒꯤꯗꯃꯛꯇꯥ ꯃꯔꯨꯑꯣꯏꯕꯅꯣ ꯍꯥꯏꯕꯗꯨ ꯁꯟꯗꯣꯛꯅ ꯇꯥꯛꯄꯤꯌꯨ꯫ ꯑꯐꯕ ꯑꯄꯨꯟꯕ ꯍꯛꯁꯦꯜ ꯊꯝꯅꯕꯒꯤꯗꯃꯛ ꯑꯦꯛꯁꯔꯁꯥꯏꯖ ꯑꯁꯤ ꯌꯥꯝꯅ ꯃꯔꯨꯑꯣꯏ꯫ ꯃꯁꯤꯒꯤ ꯃꯔꯨꯑꯣꯏꯕꯥ ꯑꯗꯨ ꯇꯥꯛꯂꯤꯕꯥ ꯃꯔꯝ ꯈꯔꯗꯤ ꯃꯈꯥꯗꯥ ꯄꯤꯔꯤꯕꯁꯤꯡꯁꯤꯅꯤ: ꯐꯤꯖꯤꯀꯦꯜ ꯐꯤꯠꯅꯦꯁ ꯑꯦꯛꯁꯔꯁꯥꯏꯖ ꯇꯧꯕꯅꯥ ꯅꯍꯥꯛꯀꯤ ꯃꯁꯂꯒꯤ ꯃꯄꯥꯡꯒꯜ, ꯁꯔꯨ ꯇꯥꯡꯒꯤ ꯈꯣꯡꯖꯦꯜ ꯑꯃꯁꯨꯡ ꯁꯔꯨ ꯇꯥꯡꯒꯤ ꯈꯣꯡꯖꯦꯜ ꯐꯒꯠꯍꯟꯕꯗꯥ ꯃꯇꯦꯡ ꯄꯥꯡꯏ꯫ ꯐꯤꯖꯤꯀꯦꯜ ꯐꯪꯛꯁꯟ ꯐꯒꯠꯂꯛꯄꯥ ꯑꯁꯤꯅꯥ ꯑꯁꯣꯛ-ꯑꯄꯟ ꯊꯣꯛꯄꯒꯤ ꯔꯤꯁꯛ ꯍꯟꯊꯍꯜꯂꯤ ꯑꯃꯁꯨꯡ ꯅꯨꯃꯤꯠ ꯈꯨꯗꯤꯡꯒꯤ ꯊꯕꯛ ꯊꯧꯔꯝꯁꯤꯡ ꯄꯥꯡꯊꯣꯛꯄꯗꯥ ꯂꯥꯏꯍꯜꯂꯤ ꯫ ꯑꯔꯨꯝꯕꯥ ꯌꯦꯡꯁꯤꯅꯕꯥ: ꯆꯥꯡ ꯅꯥꯏꯅꯥ ꯑꯦꯛꯁꯔꯁꯥꯏꯖ ꯇꯧꯕꯅꯥ ꯀꯦꯂꯣꯔꯤ ꯃꯩ ꯊꯥꯗꯨꯅꯥ ꯑꯃꯁꯨꯡ ꯃꯁꯜ ꯃꯥꯁ ꯁꯦꯝꯒꯠꯇꯨꯅꯥ ꯅꯍꯥꯛꯀꯤ ꯑꯔꯨꯝꯕꯥ ꯃꯦꯅꯦꯖ ꯇꯧꯕꯗꯥ ꯃꯇꯦꯡ ꯄꯥꯡꯏ꯫ ꯃꯁꯤꯅꯥ ꯅꯍꯥꯛꯄꯨ ꯍꯛꯁꯦꯜ ꯐꯕꯥ ꯑꯔꯨꯝꯕꯥ ꯑꯃꯥ ꯐꯪꯍꯟꯕꯗꯥ ꯃꯇꯦꯡ ꯄꯥꯡꯏ, ꯃꯁꯤꯅꯥ ꯑꯣꯕꯦꯁꯤꯇꯤ, ꯗꯥꯏꯑꯦꯕꯦꯇꯤꯖ, ꯑꯃꯁꯨꯡ ꯀꯥꯔꯗꯤꯑꯣꯚꯥꯁ꯭ꯀꯨꯂꯥꯔ ꯗꯤꯖꯤꯖꯒꯨꯝꯕꯥ ꯀꯟꯗꯤꯁꯟꯁꯤꯡꯒꯤ ꯔꯤꯁꯛ ꯍꯟꯊꯍꯜꯂꯤ꯫ ꯃꯦꯟꯇꯦꯜ ꯍꯦꯜꯊ: ꯑꯦꯛꯁꯔꯁꯥꯏꯖ ꯇꯧꯕꯅꯥ ꯅꯍꯥꯛꯀꯤ ꯍꯛꯆꯥꯡꯒꯤ ꯍꯛꯁꯦꯜꯒꯤꯗꯃꯛ ꯀꯥꯟꯅꯕꯥ ꯄꯤꯕꯇꯥ ꯅꯠꯇꯔꯅꯥ ꯅꯍꯥꯛꯀꯤ ꯋꯥꯈꯜꯒꯤ ꯍꯛꯁꯦꯜꯗꯁꯨ ꯀꯥꯟꯅꯕꯥ ꯄꯤ꯫ ꯅꯍꯥꯛꯅꯥ ꯐꯤꯖꯤꯀꯦꯜ ꯑꯦꯛꯇꯤꯚꯤꯇꯤ ꯇꯧꯕꯥ ꯃꯇꯝꯗꯥ, ꯅꯍꯥꯛꯀꯤ ꯍꯛꯆꯥꯡꯅꯥ ꯑꯦꯟꯗꯣꯔꯐꯤꯟ ꯀꯧꯕꯥ ꯐꯤꯜ-ꯒꯨꯗ ꯀꯦꯃꯤꯀꯦꯜꯁꯤꯡ ꯊꯥꯗꯣꯛꯏ, ꯃꯗꯨꯅꯥ ꯁ꯭ꯇꯔꯦꯁ, ꯋꯥꯈꯜ ꯅꯨꯡꯉꯥꯏꯇꯕꯥ ꯑꯃꯁꯨꯡ ꯋꯥꯈꯜ ꯅꯨꯡꯉꯥꯏꯇꯕꯥ ꯍꯟꯊꯍꯟꯕꯗꯥ ꯃꯇꯦꯡ ꯄꯥꯡꯏ꯫ ꯀ꯭ꯔꯣꯅꯤꯛ ꯗꯤꯖꯤꯖ ꯄ꯭ꯔꯤꯚꯦꯟꯁꯟ: ꯆꯥꯡ ꯅꯥꯏꯅꯥ ꯑꯦꯛꯁꯔꯁꯥꯏꯖ ꯇꯧꯕꯅꯥ ꯍꯥꯔꯇꯀꯤ ꯂꯥꯏꯅꯥ, ꯁ꯭ꯇꯔꯣꯛ, ꯇꯥꯏꯞ ꯇꯨ ꯗꯥꯏꯑꯦꯕꯦꯇꯤꯖ, ꯑꯃꯁꯨꯡ ꯀꯦꯟꯁꯔ ꯃꯈꯜ ꯈꯔꯅꯆꯤꯡꯕꯥ ꯀ꯭ꯔꯣꯅꯤꯛ ꯂꯥꯏꯅꯥ ꯀꯌꯥꯒꯤ ꯔꯤꯁꯛ ꯍꯟꯊꯍꯟꯕ ꯉꯝꯃꯤ ꯍꯥꯏꯕꯥ ꯎꯠꯂꯦ꯫ ꯍꯦꯟꯅꯥ ꯁꯥꯡꯅꯥ, ꯍꯛꯁꯦꯜ ꯐꯕꯥ ꯄꯨꯟꯁꯤ: ꯍꯛꯆꯥꯡ ꯐꯅꯥ ꯂꯩꯍꯟꯅꯕꯥ, ꯑꯔꯨꯝꯕꯥ ꯃꯦꯅꯦꯖ ꯇꯧꯕꯥ, ꯁ꯭ꯇꯔꯦꯁ ꯍꯟꯊꯍꯟꯕ ꯑꯃꯁꯨꯡ ꯀ꯭ꯔꯣꯅꯤꯛ ꯂꯥꯏꯅꯥꯒꯤ ꯔꯤꯁꯛ ꯍꯟꯊꯍꯟꯕꯅꯥ ꯆꯥꯡ ꯅꯥꯏꯅꯥ ꯁꯥꯖꯦꯜ ꯇꯧꯕꯅꯥ ꯅꯍꯥꯛꯄꯨ ꯍꯦꯟꯅꯥ ꯁꯥꯡꯕꯥ, ꯍꯛꯁꯦꯜ ꯐꯕꯥ ꯄꯨꯟꯁꯤ ꯑꯃꯥ ꯍꯤꯡꯕꯗꯥ ꯃꯇꯦꯡ ꯄꯥꯡꯒꯅꯤ꯫ ꯂꯣꯏꯁꯤꯜꯂꯛꯄꯗꯥ, ꯍꯛꯆꯥꯡ ꯐꯕꯥ ꯄꯨꯟꯁꯤ ꯃꯍꯤꯡ ꯑꯃ ꯍꯤꯡꯅꯕꯒꯤꯗꯃꯛ ꯆꯥꯡ ꯅꯥꯏꯅꯥ ꯑꯦꯛꯁꯔꯁꯥꯏꯖ ꯇꯧꯕꯥ ꯑꯁꯤ ꯌꯥꯝꯅꯥ ꯃꯔꯨꯑꯣꯏ꯫ ꯃꯁꯤꯅꯥ ꯍꯛꯆꯥꯡꯒꯤ ꯐꯪꯛꯁꯟ ꯐꯒꯠꯍꯟꯕꯗꯥ, ꯑꯔꯨꯝꯕꯥ ꯃꯦꯅꯦꯖ ꯇꯧꯕꯗꯥ, ꯋꯥꯈꯜꯒꯤ ꯍꯛꯁꯦꯜ ꯍꯦꯟꯒꯠꯍꯅꯕꯗꯥ, ꯂꯥꯏꯅꯥ ꯊꯤꯡꯕꯗꯥ ꯑꯃꯁꯨꯡ ꯄꯨꯟꯁꯤ ꯁꯥꯡꯍꯅꯕꯗꯥ ꯃꯇꯦꯡ ꯄꯥꯡꯏ꯫ ꯔꯤꯃꯣꯠ ꯑꯣꯏꯅꯥ ꯇꯝꯕꯤꯕꯒꯤ ꯈ꯭ꯋꯥꯏꯗꯒꯤ ꯐꯕꯥ ꯄ꯭ꯔꯦꯛꯇꯤꯁ ꯃꯉꯥ ꯒꯤ ꯂꯤꯁꯠ ꯑꯃ ꯁꯦꯝꯃꯨ꯫ ꯃꯌꯦꯛ ꯁꯦꯡꯕꯥ ꯑꯃꯁꯨꯡ ꯑꯃꯨꯛꯇꯪ ꯄꯥꯎ ꯐꯥꯎꯅꯕꯥ ꯊꯝꯕꯥ ꯔꯤꯃꯣꯠ ꯇꯤꯆꯤꯡꯗꯥ ꯃꯍꯩꯔꯣꯏꯁꯤꯡꯒꯥ ꯃꯌꯦꯛ ꯁꯦꯡꯕꯥ ꯄꯥꯎ ꯐꯥꯑꯣꯅꯕꯥ ꯃꯊꯧ ꯇꯥꯏ, ꯃꯔꯝ ꯑꯗꯨꯅꯥ ꯆꯥꯡ ꯅꯥꯏꯅꯥ ꯆꯦꯛ-ꯏꯟ ꯇꯧꯕꯥ, ꯚꯔꯆꯨꯑꯦꯜ ꯑꯣꯐꯤꯁꯀꯤ ꯃꯇꯝ ꯁꯦꯝꯒꯠꯄꯥ, ꯑꯃꯁꯨꯡ ꯃꯊꯧ ꯇꯥꯔꯛꯄꯥ ꯃꯇꯝꯗ ꯃꯇꯦꯡ ꯄꯥꯡꯅꯕꯥ ꯃꯍꯩꯔꯣꯏꯁꯤꯡꯗꯥ ꯄꯨꯛꯅꯤꯡ ꯊꯧꯒꯠꯄꯥ ꯑꯁꯤ ꯌꯥꯝꯅꯥ ꯃꯔꯨꯑꯣꯏ꯫ ꯏꯟꯇꯔꯦꯛꯇꯤꯕ ꯑꯃꯁꯨꯡ ꯑꯦꯡꯒꯦꯖꯤꯡ ꯀꯟꯇꯦꯟꯇ ꯁꯤꯖꯤꯟꯅꯕꯥ: ꯃꯍꯩꯔꯣꯏꯁꯤꯡꯕꯨ ꯔꯤꯃꯣꯠ ꯂꯔꯅꯤꯡꯗꯥ ꯌꯥꯎꯍꯟꯕꯥ ꯑꯁꯤ ꯁꯤꯡꯅꯕꯥ ꯑꯃ ꯑꯣꯏꯕꯥ ꯌꯥꯏ, ꯃꯔꯝ ꯑꯗꯨꯅꯥ ꯃꯈꯜ ꯀꯌꯥꯒꯤ ꯏꯟꯇꯔꯦꯛꯇꯤꯕ ꯇꯨꯜꯁꯤꯡ ꯑꯃꯁꯨꯡ ꯃꯜꯇꯤꯃꯤꯗꯤꯌꯥ ꯔꯤꯁꯣꯔꯁꯁꯤꯡ, ꯈꯨꯗꯝ ꯑꯣꯏꯅꯥ ꯚꯤꯗꯤꯑꯣ, ꯏꯟꯇꯔꯦꯛꯇꯤꯕ ꯀ꯭ꯕꯤꯖ, ꯑꯃꯁꯨꯡ ꯀꯣꯂꯥꯕꯣꯔꯦꯇꯤꯕ ꯑꯣꯟꯂꯥꯏꯟ ꯑꯦꯛꯇꯤꯕꯤꯇꯤꯁꯤꯡ ꯁꯤꯖꯤꯟꯅꯧ꯫ ꯃꯇꯝ ꯆꯥꯅꯥ ꯐꯤꯗꯕꯦꯛ ꯄꯤꯕꯥ ꯂꯔꯅꯤꯡ ꯑꯦꯟꯚꯥꯏꯔꯅꯃꯦꯟꯇ ꯑꯃꯍꯦꯛꯇꯗꯥ ꯐꯤꯗꯕꯦꯛ ꯑꯁꯤ ꯌꯥꯝꯅꯥ ꯃꯔꯨꯑꯣꯏ, ꯑꯗꯨꯕꯨ ꯔꯤꯃꯣꯠ ꯂꯔꯅꯤꯡꯗꯥ ꯃꯁꯤ ꯃꯔꯨꯑꯣꯏꯅꯥ ꯃꯔꯨꯑꯣꯏ꯫ ꯑꯦꯁꯥꯏꯟꯃꯦꯟꯇ ꯑꯃꯁꯨꯡ ꯑꯦꯁꯦꯁꯃꯦꯟꯇꯁꯤꯡꯒꯤ ꯃꯇꯥꯡꯗꯥ ꯃꯇꯝ ꯆꯥꯅꯥ ꯐꯤꯗꯕꯦꯛ ꯄꯤꯕꯥ ꯁꯣꯏꯗꯅꯥ ꯇꯧꯕꯤꯌꯨ, ꯑꯃꯁꯨꯡ ꯃꯍꯩꯔꯣꯏꯁꯤꯡꯗꯥ ꯋꯥꯍꯪ ꯍꯪꯅꯕꯥ ꯑꯃꯁꯨꯡ ꯀ꯭ꯂꯦꯔꯤꯐꯤꯀꯦꯁꯟ ꯐꯪꯅꯕꯒꯤ ꯈꯨꯗꯣꯡꯆꯥꯕꯁꯤꯡ ꯄꯤꯕꯤꯌꯨ꯫ ꯀꯝꯃ꯭ꯌꯨꯅꯤꯇꯤꯒꯤ ꯋꯥꯈꯜꯂꯣꯟ ꯑꯃꯥ ꯁꯦꯝꯒꯠꯄꯥ: ꯔꯤꯃꯣꯠ ꯃꯍꯩꯔꯣꯏꯁꯤꯡꯒꯤ ꯃꯔꯛꯇꯥ ꯀꯝꯃ꯭ꯌꯨꯅꯤꯇꯤꯒꯤ ꯋꯥꯈꯜꯂꯣꯟ ꯑꯃꯥ ꯁꯦꯝꯒꯠꯄꯥ ꯑꯁꯤ ꯃꯈꯣꯏꯒꯤ ꯃꯥꯏ ꯄꯥꯛꯄꯒꯤꯗꯃꯛ ꯌꯥꯝꯅꯥ ꯃꯔꯨꯑꯣꯏ꯫ ꯀ꯭ꯂꯥꯁꯀꯤ ꯈꯟꯅ-ꯅꯩꯅꯕꯥ ꯑꯃꯁꯨꯡ ꯀꯥꯡꯂꯨꯞꯀꯤ ꯊꯕꯛ-ꯊꯧꯔꯝꯁꯤꯡ ꯄꯨꯛꯅꯤꯡ ꯊꯧꯒꯠꯄꯥ, ꯑꯃꯁꯨꯡ ꯏꯀꯥꯏ ꯈꯨꯝꯅꯕꯥ ꯑꯃꯁꯨꯡ ꯏꯟꯀꯂꯨꯁꯤꯚ ꯑꯣꯏꯕꯥ ꯑꯣꯟꯂꯥꯏꯟ ꯑꯦꯟꯚꯥꯏꯔꯅꯃꯦꯟꯇ ꯑꯃꯥ ꯁꯦꯝꯒꯠꯄꯥ꯫ ꯑꯣꯔꯒꯥꯅꯥꯏꯖ ꯑꯃꯁꯨꯡ ꯁ꯭ꯇꯔꯛꯆꯔꯦꯜ ꯑꯣꯏꯅꯥ ꯂꯩꯕꯥ ꯔꯤꯃꯣꯠ ꯇꯤꯆꯤꯡꯗꯥ ꯃꯍꯩꯔꯣꯏꯁꯤꯡꯅ ꯑꯦꯛꯁꯄꯦꯛꯇꯦꯁꯟꯁꯤꯡ ꯑꯗꯨ ꯈꯪꯖꯤꯅꯕꯥ ꯑꯃꯁꯨꯡ ꯃꯈꯣꯏꯒꯤ ꯃꯇꯝ ꯑꯗꯨ ꯏꯐꯦꯛꯇꯤꯚ ꯑꯣꯏꯅꯥ ꯃꯦꯅꯦꯖ ꯇꯧꯕꯥ ꯉꯝꯅꯕꯥ ꯑꯋꯥꯡꯕ ꯊꯥꯛꯀꯤ ꯑꯣꯔꯒꯥꯅꯥꯏꯖꯦꯁꯟ ꯑꯃꯥ ꯃꯊꯧ ꯇꯥꯏ꯫ ꯃꯌꯦꯛ ꯁꯦꯡꯕꯥ ꯁꯤꯂꯦꯕꯁ, ꯁꯦꯗ꯭ꯌꯨꯜ, ꯑꯃꯁꯨꯡ ꯑꯦꯁꯥꯏꯟꯃꯦꯟꯇ ꯒꯥꯏꯗꯂꯥꯏꯟꯁꯤꯡ ꯄꯤꯌꯨ, ꯑꯃꯁꯨꯡ ꯄꯨꯝꯅꯃꯛ ꯑꯣꯔꯒꯥꯅꯥꯏꯖ ꯇꯧꯅꯕ ꯂꯔꯅꯤꯡ ꯃꯦꯅꯦꯖꯃꯦꯟꯇ ꯁꯤꯁꯇꯦꯝ ꯑꯃꯥ ꯁꯤꯖꯤꯟꯅꯧ꯫